ꯃꯦꯛ ꯑꯣꯑꯦꯁ ꯃꯥꯄꯟ ꯑꯁꯤ ꯑꯦꯄꯜꯒꯤ ꯀ꯭ꯂꯥꯁꯤꯛ ꯃꯦꯛ ꯑꯣꯑꯦꯁ ꯑꯣꯄꯔꯦꯇꯤꯡ ꯁꯤꯁꯇꯦꯝꯒꯤ ꯑꯅꯤꯁꯨꯕ ꯑꯆꯧꯕ ꯄꯨꯊꯣꯛꯈꯤꯕꯅꯤ ꯃꯁꯤꯒꯤ ꯃꯇꯨꯡꯗ ꯂꯤꯁꯤꯡ ꯑꯅꯤ ꯑꯃꯗꯥ ꯃꯦꯛ ꯑꯣꯑꯦꯁ ꯑꯦꯛꯁ ꯅꯥ ꯃꯥꯏ ꯄꯥꯛꯈꯤ꯫ ꯑꯣꯛꯇꯣꯕꯔ ꯀꯨꯟꯍꯨꯝꯗꯣꯏ ꯂꯤꯁꯤꯡ ꯑꯃ ꯆꯃꯥꯄꯟ ꯃꯧꯗ꯭ꯔꯥ ꯃꯥꯄꯟꯗ ꯍꯧꯗꯣꯛꯈꯤꯕ ꯃꯁꯤ ꯑꯦꯄꯜꯅꯥ ꯍꯧꯖꯤꯛ ꯐꯥꯎꯕꯒꯤ ꯈ꯭ꯋꯥꯏꯗꯒꯤ ꯐꯕ ꯏꯟꯇꯔꯅꯦꯠ ꯑꯣꯄꯔꯦꯇꯤꯡ ꯁꯤꯁ꯭ꯇꯦꯝ ꯍꯥꯏꯅ ꯄ꯭ꯔꯃꯣꯠ ꯇꯧꯈꯤ ꯃꯁꯤꯅꯥ ꯁꯦꯔꯂꯣꯛ ꯑꯅꯤꯒꯤ ꯏꯟꯇꯔꯅꯦꯠ ꯁꯥꯔꯆ ꯀꯦꯄꯦꯕꯤꯂꯤꯇꯤꯁꯤꯡ ꯑꯥꯏꯇꯨꯜꯁ ꯍꯥꯏꯅ ꯈꯪꯅꯕ ꯑꯦꯄꯜꯒꯤ ꯃꯃꯜ ꯇꯤꯡꯗꯕ ꯑꯣꯟꯂꯥꯏꯟ ꯁꯔꯚꯤꯁꯁꯤꯡꯒꯥ ꯄꯨꯟꯁꯤꯟꯕ ꯑꯃꯁꯨꯡ ꯑꯣꯄꯟ ꯇ꯭ꯔꯥꯟꯁꯄꯣꯔꯠ ꯅꯦꯠꯋꯥꯔꯀꯤꯡ ꯐꯒꯠꯍꯟꯈꯤ꯫ ꯃꯦꯛ ꯑꯣꯑꯦꯁ ꯃꯥꯄꯟꯗ ꯄ꯭ꯔꯣꯇꯦꯛ ꯇꯧꯔꯕ ꯃꯦꯃꯣꯔꯤ ꯑꯃꯁꯨꯡ ꯃꯄꯨꯡ ꯐꯥꯅꯥ ꯄ꯭ꯔꯤ ꯏꯝꯞꯇꯤꯕ ꯃꯜꯇꯤꯇꯥꯁ꯭ꯀꯤꯡ ꯂꯩꯇꯕ ꯃꯇꯝꯗ ꯂꯦꯡꯗꯕ ꯑꯍꯣꯡꯕ ꯄꯨꯔꯛꯄꯁꯤꯡꯒꯤ ꯃꯅꯨꯡꯗ ꯑꯣꯇꯣꯃꯦꯇꯦꯗ ꯁꯣꯐ꯭ꯇꯋꯦꯌꯔ ꯑꯄꯗꯦꯠ ꯏꯟꯖꯤꯟ ꯑꯃꯥ ꯄꯨꯔꯛꯄ ꯑꯃꯁꯨꯡ ꯃꯁꯤꯡ ꯌꯥꯝꯂꯕ ꯌꯨꯖꯔꯁꯤꯡꯒꯤ ꯁꯄꯣꯔꯠ ꯌꯥꯎꯔꯤ꯫ ꯑꯦꯄꯜꯅꯥ ꯂꯤꯁꯤꯡ ꯑꯅꯤ ꯑꯃꯗꯥ ꯑꯔꯣꯏꯕꯗ ꯃꯦꯛ ꯑꯣꯑꯦꯁ ꯃꯥꯄꯟ ꯁꯦꯝꯒꯠꯄꯥ ꯂꯦꯞꯈꯤ ꯇꯨꯡꯒꯤ ꯗꯤꯕꯦꯂꯞꯃꯦꯟꯠ ꯄꯨꯝꯅꯃꯛ ꯃꯦꯛ ꯑꯣꯑꯦꯁ ꯑꯦꯛꯁ ꯗ ꯇ꯭ꯔꯥꯟꯁꯤꯁꯟ ꯇꯧꯈꯤ꯫ ꯃꯦꯛ ꯑꯣꯑꯦꯁ ꯃꯥꯄꯟꯒꯤ ꯑꯔꯣꯏꯕ ꯑꯞꯗꯦꯠꯁꯤꯡꯅ ꯀ꯭ꯂꯥꯁꯤꯛ ꯑꯦꯟꯚꯥꯏꯔꯅꯃꯦꯟꯇꯥ ꯆꯠꯊꯔꯤꯉꯩꯗ ꯃꯦꯛ ꯑꯣꯑꯦꯁ ꯑꯦꯛꯁ ꯒꯥ ꯀꯝꯄꯦꯇꯤꯕꯤꯂꯤꯇꯤꯒꯤ ꯋꯥꯍꯧꯁꯤꯡ ꯑꯃꯁꯨꯡ ꯀꯥꯔꯕꯣꯟ ꯑꯦꯄ꯭ꯂꯤꯀꯦꯁꯟꯁꯤꯡꯒꯥ ꯀꯝꯄꯦꯇꯤꯕꯤꯂꯤꯇꯤꯒꯤ ꯋꯥꯐꯝꯁꯤꯡ ꯊꯦꯡꯅꯈꯤ꯫ ꯂꯤꯁꯤꯡ ꯑꯅꯤ ꯑꯅꯤꯒꯤ ꯋꯥꯔꯜꯗꯋꯥꯏꯗ ꯗꯤꯕꯦꯂꯞꯄꯔꯁꯤꯡꯒꯤ ꯃꯤꯐꯝꯗ ꯁ꯭ꯇꯤꯚ ꯖꯣꯕꯅꯥ ꯃꯍꯥꯛꯀꯤ ꯃꯔꯨꯑꯣꯏꯕ ꯋꯥꯔꯣꯜ ꯑꯗꯨ ꯑꯣꯑꯦꯁꯀꯤꯗꯃꯛ ꯃꯣꯛ ꯐꯤꯟꯔꯦꯜ ꯑꯃꯥ ꯄꯥꯡꯊꯣꯛꯇꯨꯅꯥ ꯍꯧꯈꯤ꯫ ꯃꯑꯣꯡ ꯃꯇꯧ ꯑꯦꯄꯜꯅꯥ ꯃꯦꯛ ꯑꯣꯑꯦꯁ ꯃꯥꯄꯟꯗꯥ ꯑꯅꯧꯕ ꯐꯤꯆꯔ ꯌꯥꯡꯈꯩ ꯌꯥꯎꯔꯤ ꯍꯥꯏꯅꯥ ꯕꯤꯜ ꯇꯧꯈꯤ ꯑꯃꯁꯨꯡ ꯃꯁꯤꯒꯤ ꯁꯦꯔꯂꯣꯛ ꯑꯅꯤ ꯁꯣꯐ꯭ꯇꯋꯦꯌꯔ ꯑꯁꯤ ꯌꯥꯝꯅꯥ ꯃꯥꯔꯀꯦꯇꯤꯡ ꯇꯧꯈꯤ ꯃꯁꯤꯅꯥ ꯇꯣꯉꯥꯟ ꯇꯣꯉꯥꯟꯕ ꯑꯣꯟꯂꯥꯏꯟ ꯔꯤꯁꯣꯔꯁꯁꯤꯡ ꯊꯤꯅꯕꯒꯤꯗꯃꯛ ꯆꯦꯅꯦꯜꯁꯤꯡ ꯐꯤꯆꯔ ꯑꯃꯥ ꯄꯨꯊꯣꯛꯈꯤ ꯑꯃꯁꯨꯡ ꯀ꯭ꯋꯤꯛꯇꯥꯏꯝꯒꯨꯝꯕ ꯃꯦꯇꯥꯂꯤꯛ ꯃꯑꯣꯡ ꯑꯃꯥ ꯄꯨꯊꯣꯛꯈꯤ꯫ ꯃꯦꯛ ꯑꯣꯑꯦꯁ ꯃꯥꯄꯟꯗꯥ ꯑꯥꯏꯇꯨꯜꯁ ꯍꯥꯏꯅ ꯈꯪꯅꯕ ꯑꯦꯄꯜꯒꯤ ꯏꯟꯇꯔꯅꯦꯠ ꯁꯔꯚꯤꯁꯁꯤꯡꯒꯤ ꯁꯨꯏꯠꯀꯤꯗꯃꯛ ꯏꯟꯇꯤꯒ꯭ꯔꯦꯇꯦꯗ ꯁꯄꯣꯔꯠꯁꯨ ꯌꯥꯎꯈꯤ ꯑꯃꯁꯨꯡ ꯑꯣꯄꯟ ꯇ꯭ꯔꯥꯟꯁꯄꯣꯔꯠ ꯑꯅꯤ ꯗꯁꯃꯤꯛ ꯃꯉꯥꯒꯥ ꯂꯣꯏꯅꯅ ꯑꯍꯣꯡꯕ ꯇ꯭ꯔꯥꯟꯁꯃꯤꯁꯟ ꯀꯟꯇ꯭ꯔꯣꯜ ꯄ꯭ꯔꯣꯇꯣꯀꯣꯜ ꯄꯤ꯫ ꯃꯦꯛ ꯑꯣꯑꯦꯁ ꯃꯥꯄꯟꯗꯥ ꯑꯅꯧꯕ ꯑꯇꯣꯞꯄ ꯐꯤꯆꯔꯁꯤꯡꯒꯤ ꯃꯅꯨꯡꯗ ꯃꯈꯥꯒꯤꯁꯤꯡ ꯑꯁꯤ ꯌꯥꯎꯔꯤ ꯑꯦꯠ ꯏꯖ ꯁꯤꯖꯤꯟꯅꯗꯅꯥ ꯃꯁꯤꯡ ꯌꯥꯝꯂꯕ ꯌꯨꯖꯔ ꯑꯦꯀꯥꯎꯟꯠꯁꯤꯡꯒꯤꯗꯃꯛ ꯏꯟꯇꯤꯒ꯭ꯔꯦꯇꯦꯗ ꯁꯄꯣꯔꯠ ꯚꯣꯏꯁꯄ꯭ꯔꯤꯟꯠ ꯄꯥꯁꯋꯥꯔꯗꯁꯤꯡꯒꯤ ꯈꯨꯠꯊꯥꯡꯗ ꯚꯣꯏꯁ ꯂꯣꯒ ꯏꯟꯒꯤꯗꯃꯛ ꯁꯄꯣꯔꯠ ꯇꯧꯕ ꯀꯤꯆꯦꯟ ꯌꯨꯖꯔꯁꯤꯡꯅꯥ ꯉꯥꯛꯊꯣꯛꯂꯕ ꯀꯤꯆꯦꯟꯁꯤꯡꯗ ꯑꯦꯟꯀ꯭ꯔꯤꯞ ꯇꯧꯔꯕ ꯄꯥꯁꯋꯥꯔꯗꯁꯤꯡ ꯑꯃꯁꯨꯡ ꯇꯦꯛꯁꯇꯥꯏꯜ ꯗꯦꯇꯥ ꯁꯦꯚ ꯇꯧꯕ ꯌꯥꯍꯟꯕ ꯐꯤꯆꯔ ꯑꯃꯅꯤ꯫